ꯔꯣꯃꯨꯂꯁ ꯑꯃꯁꯨꯡ ꯔꯦꯃꯁ ꯃꯥꯔ꯭ꯁ ꯑꯁꯤ ꯔꯣꯝꯒꯤ ꯊꯥꯏꯅꯒꯤ ꯋꯥꯔꯤꯒꯤ ꯑꯣꯏꯕ ꯐꯥꯏꯕꯣꯛ ꯂꯤꯡꯈꯠꯈꯤꯕ ꯔꯣꯃꯨꯂꯁ ꯑꯃꯁꯨꯡ ꯔꯦꯃꯁꯀꯤ ꯃꯄꯥꯅꯤ ꯍꯥꯏꯅ ꯂꯧꯅꯔꯝꯃꯤ꯫ ꯋꯥꯔꯤ ꯑꯗꯨꯒꯤ ꯃꯇꯨꯡ ꯏꯟꯅ ꯃꯈꯣꯏꯒꯤ ꯃꯃꯥ ꯚꯦꯁ꯭ꯇꯜ ꯚꯔꯖꯤꯟ ꯔꯤꯌꯥ ꯁꯤꯜꯚꯤꯌꯥꯕꯨ ꯃꯥꯔ꯭ꯁꯅ ꯇꯨꯝꯂꯤꯉꯩꯗ ꯏꯀꯥꯏ ꯈꯨꯝꯅꯈꯤ ꯑꯃꯁꯨꯡ ꯃꯍꯥꯛꯀꯤ ꯃꯪꯂꯥꯟꯗ ꯃꯍꯥꯛꯅ ꯁꯝꯒꯤ ꯁꯝ ꯑꯃ ꯂꯩꯃꯥꯏꯗ ꯇꯥꯁꯤꯟꯈꯤ ꯑꯃꯁꯨꯡ ꯃꯗꯨꯗꯒꯤ ꯎ ꯑꯅꯤ ꯊꯣꯛꯂꯛꯈꯤ꯫ ꯃꯇꯝꯒꯤ ꯃꯇꯨꯡ ꯏꯟꯅ ꯎꯄꯥꯜ ꯑꯃ ꯑꯁꯨꯛꯀꯤ ꯃꯇꯤꯛ ꯆꯥꯎꯔꯛꯈꯤ ꯃꯁꯤꯅ ꯃꯥꯂꯦꯝ ꯄꯨꯝꯕꯕꯨ ꯃꯈꯣꯏꯒꯤ ꯃꯆꯨꯅ ꯀꯨꯞꯁꯤꯟꯈꯤ ꯃꯁꯤ ꯔꯣꯃꯨꯂꯁꯀꯤ ꯑꯔꯣꯏꯕ ꯃꯥꯏꯄꯥꯛꯄ ꯑꯃꯁꯨꯡ ꯑꯆꯧꯕ ꯔꯣꯃꯥꯟ ꯅꯤꯡꯊꯧꯔꯦꯜ ꯂꯩꯕꯥꯛ ꯌꯥꯎꯈꯠꯂꯛꯄꯒꯤ ꯃꯇꯥꯡꯗ ꯄꯟꯈꯤ꯫ ꯂꯥꯟꯒꯤ ꯂꯥꯏꯒ ꯃꯔꯤ ꯂꯩꯅꯕ ꯑꯇꯣꯞꯄ ꯑꯔꯤꯕ ꯋꯥꯔꯤ ꯃꯁꯤꯒꯤ ꯇꯣꯞ-ꯇꯣꯞꯄ ꯔꯣꯃꯥꯟ ꯑꯗꯨꯗꯤ ꯃꯍꯥꯛꯅ ꯑꯟꯅꯥꯄ ꯄꯦꯔꯦꯅꯥꯒ ꯂꯨꯍꯣꯡꯕꯅꯤ꯫ ꯋꯥꯔꯤ ꯑꯁꯤ ꯑꯣꯕꯤꯗꯀꯤ ꯐꯥꯁ꯭ꯇꯤꯗ ꯑꯃꯨꯛ ꯍꯟꯅ ꯂꯤꯔꯤ ꯑꯃꯁꯨꯡ ꯃꯥꯔ꯭ꯁꯅ ꯃꯤꯅꯔꯚꯥꯗꯒꯤ ꯍꯦꯟꯅ ꯃꯁꯛ ꯊꯣꯛꯄ ꯃꯤꯑꯣꯏ ꯑꯃꯠꯇ ꯂꯩꯇꯕꯒ ꯅꯨꯡꯁꯤꯕꯗꯒꯤ ꯍꯧꯏ ꯑꯗꯨꯕꯨ ꯂꯧꯁꯤꯡ ꯑꯃꯁꯨꯡ ꯈꯨꯠꯁꯥ ꯍꯩꯕꯒꯤ ꯚꯔꯖꯤꯟ ꯂꯥꯏꯔꯦꯝꯕꯤ ꯑꯗꯨꯅ ꯃꯄꯨꯡ ꯐꯥꯅ ꯏꯊꯤꯜ ꯄꯤꯗꯕꯅ ꯃꯍꯥꯛꯀꯤ ꯄꯨꯛꯅꯤꯡ ꯆꯤꯡꯁꯤꯟꯅꯤꯡꯉꯥꯏ ꯑꯣꯏꯕ ꯆꯥꯎꯈꯠꯂꯛꯄꯁꯤꯡ ꯑꯗꯨ ꯌꯥꯈꯤꯗꯦ꯫ ꯃꯍꯥꯛꯅ ꯃꯤꯅꯔꯚꯥꯕꯨ ꯀꯔꯝꯅ ꯍꯦꯟꯅ ꯏꯊꯤꯜ ꯄꯤꯕ ꯉꯝꯒꯅꯤ ꯑꯃꯁꯨꯡ ꯃꯍꯥꯛꯄꯨ ꯄꯥꯝꯖꯕ ꯉꯝꯒꯗꯒꯦ ꯍꯥꯏꯕꯗꯨ ꯈꯟꯗꯨꯅ ꯃꯥꯔ꯭ꯁꯅ ꯑꯅꯧꯕ ꯆꯍꯤ ꯑꯃꯁꯨꯡ ꯃꯇꯝꯒꯤ ꯑꯍꯜ ꯑꯣꯏꯔꯕ ꯂꯥꯏꯔꯦꯝꯕꯤ ꯑꯟꯅꯥꯄ ꯄꯦꯔꯦꯅꯥꯒꯤ ꯃꯇꯦꯡ ꯂꯧꯈꯤ꯫ ꯑꯗꯨꯝ ꯑꯣꯏꯅꯃꯛ ꯑꯟꯅꯥꯄ ꯄꯦꯔꯦꯅꯥꯅ ꯃꯁꯥꯃꯛꯀꯤꯗꯃꯛꯇ ꯐꯖꯔꯕ ꯂꯥꯟꯒꯤ ꯂꯥꯏ ꯑꯗꯨꯕꯨ ꯌꯥꯝꯅ ꯄꯥꯝꯖꯈꯤ ꯑꯃꯁꯨꯡ ꯃꯔꯝ ꯑꯁꯤꯅ ꯃꯍꯥꯛꯅ ꯃꯁꯥꯕꯨ ꯃꯤꯅꯔꯚꯥ ꯍꯥꯏꯅ ꯂꯧꯗꯨꯅ ꯃꯥꯔ꯭ꯁ ꯑꯅꯤꯔꯛ ꯂꯥꯟꯊꯣꯛꯈꯤ ꯑꯃꯁꯨꯡ ꯐꯤꯔꯣꯜ ꯑꯃ ꯁꯦꯠꯇꯨꯅ ꯃꯍꯥꯛꯅ ꯂꯥꯏ ꯑꯗꯨꯕꯨ ꯃꯍꯥꯛꯀ ꯂꯨꯍꯣꯡꯅꯕ ꯅꯝꯊꯥꯛ ꯇꯧꯈꯤ꯫ ꯅꯨꯄꯤꯒꯤ ꯃꯑꯣꯡ ꯃꯇꯧꯒꯤ ꯃꯃꯤꯡ ꯂꯩꯔꯕ ꯇꯥꯡꯀꯛ ꯑꯁꯤ ꯔꯣꯝꯗ ꯃꯥꯔ꯭ꯆꯀꯤ ꯏꯗꯦꯁ ꯇꯔꯥꯃꯉꯥ ꯁꯨꯕꯗ ꯅꯤꯡꯁꯤꯡꯈꯤ ꯃꯗꯨꯗ ꯅꯍꯥ ꯑꯣꯏꯔꯤꯕ ꯅꯨꯄꯤꯃꯆꯥꯁꯤꯡꯅ ꯔꯤꯁ꯭ꯀ꯭ꯋꯦ ꯏꯁꯩꯁꯤꯡ ꯁꯛꯀꯅꯤ꯫ ꯃꯥꯔꯇꯤꯌꯁ ꯑꯃꯁꯨꯡ ꯀꯨꯝꯍꯩꯁꯤꯡ ꯃꯥꯔꯇꯤꯌꯁ ꯊꯥ ꯃꯥꯔ꯭ꯆ ꯑꯁꯤ ꯂꯥꯏ ꯑꯗꯨꯒꯤ ꯃꯃꯤꯡ ꯂꯧꯗꯨꯅ ꯊꯣꯟꯈꯤ꯫ ꯃꯍꯧꯁꯥꯅ ꯂꯥꯟꯃꯤꯒꯤ ꯈꯣꯡꯖꯪꯁꯤꯡ ꯁꯦꯝ ꯁꯥꯕ ꯑꯃꯁꯨꯡ ꯂꯣꯏꯁꯤꯟꯕꯒ ꯃꯔꯤ ꯂꯩꯅꯕ ꯃꯔꯨꯑꯣꯏꯕ ꯀꯨꯝꯍꯩꯁꯤꯡ ꯑꯃꯁꯨꯡ ꯊꯧꯔꯝꯁꯤꯡ ꯑꯁꯤ ꯃꯥꯔ꯭ꯆ ꯑꯃꯁꯨꯡ ꯑꯣꯛꯇꯣꯕꯔꯗ ꯂꯥꯏꯕꯨ ꯏꯀꯥꯏ ꯈꯨꯝꯅꯕ ꯎꯠꯄ ꯑꯣꯏꯅ ꯄꯥꯡꯊꯣꯛꯈꯤ ꯑꯃꯁꯨꯡ ꯃꯥꯔ꯭ꯁꯀꯤ ꯑꯈꯟꯅꯅ ꯀꯠꯊꯣꯛꯂꯕ ꯄꯨꯔꯣꯍꯤꯠꯁꯤꯡ ꯐ꯭ꯂꯦꯃꯦꯟ ꯃꯥꯔꯇꯤꯌꯥꯂꯤꯁꯅ ꯄꯥꯡꯊꯣꯛꯈꯤ꯫ ꯍꯥꯏꯔꯤꯕ ꯂꯥꯏꯅꯤꯡ ꯂꯥꯏꯁꯣꯜꯒꯤ ꯊꯧꯔꯝꯁꯤꯡ ꯑꯁꯤ ꯂꯧꯎ ꯁꯤꯡꯎꯒꯁꯨ ꯃꯔꯤ ꯂꯩꯅꯔꯝꯕ ꯌꯥꯏ ꯑꯗꯨꯕꯨ ꯔꯣꯃꯥꯟꯒꯤ ꯄꯨꯟꯁꯤꯒꯤ ꯃꯐꯝ ꯑꯁꯤꯗ ꯃꯥꯔ꯭ꯁꯀꯤ ꯊꯧꯗꯥꯡ ꯑꯗꯨꯒꯤ ꯃꯑꯣꯡ ꯃꯇꯧ ꯑꯁꯤ ꯑꯈꯪ ꯑꯍꯩꯁꯤꯡꯅ ꯌꯥꯅꯤꯡꯗꯕ ꯐꯣꯡꯗꯣꯛꯂꯤ꯫ ꯆꯍꯤ ꯑꯗꯨꯒꯤ ꯑꯍꯥꯟꯕ ꯀꯨꯝꯍꯩ ꯑꯁꯤ ꯇꯁꯦꯡꯅ ꯐꯦꯕ꯭ꯔꯨꯋꯥꯔꯤꯒꯤ ꯇꯥꯡ ꯀꯨꯟꯇꯔꯦꯠꯇ ꯑꯍꯥꯟꯕ ꯏꯀ꯭ꯋꯤꯔꯤꯌꯥꯒ ꯂꯣꯏꯅꯅ ꯑꯣꯏꯈꯤ ꯃꯗꯨꯒꯤ ꯃꯇꯨꯡꯗ ꯌꯥꯝꯅ ꯆꯤꯟꯕ ꯃꯥꯔ꯭ꯆ ꯑꯃ ꯑꯣꯏꯈꯤ꯫ ꯃꯥꯔ꯭ꯆꯀꯤ ꯇꯥꯡ ꯑꯃ ꯗ ꯑꯔꯤꯕ ꯑꯅꯧꯕ ꯆꯍꯤꯒꯤ ꯅꯨꯃꯤꯠ ꯇꯔꯥꯃꯔꯤꯗ ꯑꯅꯤꯁꯨꯕ ꯏꯀ꯭ꯋꯤꯔꯤꯌꯥ ꯇꯔꯥ ꯇꯔꯦꯠꯇ ꯑꯦꯒꯣꯅꯤꯌꯝ ꯃꯥꯔꯁꯤꯌꯦꯜ ꯇꯔꯥ ꯃꯥꯄꯟꯗ ꯀ꯭ꯋꯤꯟꯀ꯭ꯋꯥꯇ꯭ꯔꯁ ꯃꯇꯨꯡ ꯇꯥꯔꯛꯄ ꯃꯇꯝꯗ ꯃꯤꯅꯔꯚꯥꯅ ꯃꯥꯔ꯭ꯁꯀꯤ ꯊꯧꯗꯥꯡ ꯂꯧꯒꯅꯤ ꯑꯃꯁꯨꯡ ꯇꯨꯕꯤꯂꯨꯁ꯭ꯇ꯭ꯔꯤꯌꯝ ꯑꯁꯤ ꯃꯥꯔ꯭ꯆꯀꯤ ꯇꯥꯡ ꯀꯨꯟꯍꯨꯝꯗꯣꯏꯗ ꯑꯃꯁꯨꯡ ꯑꯃꯨꯛ ꯍꯟꯅ ꯃꯦꯒꯤ ꯇꯥꯡ ꯀꯨꯟꯍꯨꯝꯗꯣꯏꯗ ꯄꯥꯡꯊꯣꯛꯈꯤꯕ ꯐꯦꯔꯤꯌꯥ ꯃꯥꯔꯇꯤ ꯀꯨꯝꯍꯩ ꯂꯩꯈꯤ꯫ ꯀꯨꯝꯍꯩꯁꯤꯡ ꯑꯁꯤꯒꯤ ꯑꯀꯨꯞꯄ ꯃꯔꯣꯜꯁꯤꯡ ꯑꯁꯤ ꯀꯔꯤꯒꯨꯝꯕ ꯃꯇꯝꯗ ꯃꯌꯦꯛ ꯁꯦꯡꯗꯦ ꯑꯗꯨꯕꯨ ꯑꯌꯥꯝꯕꯗꯤ ꯂꯥꯟ ꯑꯃꯁꯨꯡ ꯂꯥꯟꯒꯤ ꯈꯨꯠꯂꯥꯏꯁꯤꯡꯒ ꯃꯔꯤ ꯂꯩꯅꯔꯝꯃꯤ꯫ ꯇꯨꯕꯤꯂꯁ꯭ꯇ꯭ꯔꯤꯌꯝꯗ ꯇ꯭ꯔꯝꯄꯦꯠꯁꯤꯡ ꯁꯦꯡꯗꯣꯛꯅꯕ ꯑꯃꯁꯨꯡ ꯄꯥꯝꯅꯕ ꯊꯧꯔꯝ ꯀꯌꯥ ꯑꯃ ꯌꯥꯎꯈꯤ ꯑꯗꯨꯒ ꯏꯀ꯭ꯋꯤꯔꯤꯌꯥꯁꯅ ꯈꯣꯡꯖꯪ ꯆꯠꯊꯔꯤꯉꯩꯗ ꯁꯒꯣꯜꯁꯤꯡꯒ ꯂꯣꯏꯅꯅ ꯄꯨꯝꯅꯃꯛ ꯐꯖꯅ ꯂꯩꯒꯅꯤ ꯍꯥꯏꯕꯗꯨ ꯁꯣꯏꯗꯅ ꯈꯪꯍꯟꯅꯕ ꯑꯣꯏꯈꯤ꯫ ꯑꯇꯣꯞꯄ ꯃꯔꯨꯑꯣꯏꯕ ꯂꯥꯏꯅꯤꯡ ꯂꯥꯏꯁꯣꯜꯒꯤ ꯊꯧꯔꯝ ꯑꯃ ꯊꯥꯗꯣꯛꯀꯗꯧꯔꯤꯕ ꯂꯥꯟꯃꯤꯒꯤ ꯀꯃꯥꯟꯗꯔꯅ ꯄꯥꯡꯊꯣꯛꯈꯤ ꯃꯍꯥꯛꯅ ꯔꯦꯖꯤꯌꯥꯗ ꯊꯝꯈꯤꯕ ꯂꯥꯏ ꯑꯗꯨꯒꯤ ꯁꯦꯡꯂꯕ ꯇꯥꯡꯁꯤꯡ ꯑꯗꯨ ꯁꯣꯛꯍꯟꯈꯤ꯫ ꯖꯦꯅꯔꯦꯜ ꯑꯗꯨꯅ ꯃꯥꯔ꯭ꯁ ꯚꯤꯖꯤꯂꯤꯌꯥ ꯍꯥꯏꯅ ꯂꯥꯎꯈꯤ ꯑꯃꯁꯨꯡ ꯆꯤꯡꯅꯕ ꯂꯩꯇꯅ ꯊꯨꯅ ꯑꯃꯁꯨꯡ ꯂꯥꯏꯅ ꯃꯥꯏꯄꯥꯛꯅꯕ ꯍꯥꯏꯖꯈꯤ꯫ ꯃꯥꯔ꯭ꯁꯅ ꯃꯌꯥꯏ ꯑꯣꯏꯕ ꯂꯥꯏ ꯑꯣꯏꯔꯝꯕ ꯀꯨꯝꯍꯩꯁꯤꯡꯒꯤ ꯃꯊꯛꯇ ꯃꯍꯥꯛ ꯃꯁꯥꯃꯛ ꯖꯨꯄꯤꯇꯔ ꯑꯃꯁꯨꯡ ꯀ꯭ꯋꯤꯔꯤꯅꯁ ꯌꯥꯎꯕ ꯑꯔꯤꯕ ꯂꯥꯏꯁꯤꯡꯒꯤ ꯃꯔꯤ ꯂꯩꯅꯕ ꯊꯧꯔꯝꯁꯤꯡꯗꯁꯨ ꯁꯔꯨꯛ ꯌꯥꯈꯤ꯫ ꯃꯥꯔ꯭ꯆꯀꯤ ꯇꯥꯡ ꯑꯃ ꯃꯥꯄꯟ ꯑꯃꯁꯨꯡ ꯀꯨꯟꯍꯨꯝꯗꯣꯏꯗ ꯁꯦꯡꯂꯕ ꯑꯍꯨꯝ ꯁꯥꯂꯤꯒꯤ ꯄꯨꯔꯣꯍꯤꯠꯁꯤꯡꯅ ꯏꯁꯩ ꯁꯛꯈꯤ ꯑꯃꯁꯨꯡ ꯃꯈꯣꯏ ꯃꯁꯥꯕꯨ ꯁꯦꯟꯖꯦꯡꯒꯤ ꯃꯇꯝꯒꯤ ꯈꯨꯠꯂꯥꯏ ꯁꯦꯠꯈꯤ ꯃꯗꯨꯗ ꯑꯔꯤꯕ ꯑꯦꯟꯁꯤꯂꯤꯌꯥꯒꯤ ꯃꯤꯇꯝ ꯅꯤꯄꯥꯟꯒꯤ ꯉꯥꯛꯁꯦꯜꯁꯤꯡ ꯌꯥꯎꯈꯤ꯫